ꯀꯤꯌꯦꯚꯀꯤ ꯃꯦꯗꯣꯅꯥ ꯑꯁꯤ ꯂꯤꯁꯤꯡ ꯑꯅꯤ ꯀꯨꯟꯅꯤꯊꯣꯏꯗꯥ ꯔꯁꯤꯌꯥꯟ ꯐꯦꯗꯦꯔꯦꯁꯟꯒꯤ ꯑꯥꯔꯝ ꯐꯣꯔꯁꯁꯤꯡꯅꯥ ꯌꯨꯀ꯭ꯔꯦꯟꯒꯤ ꯀꯦꯄꯤꯇꯦꯜ ꯁꯤꯇꯤ ꯀꯤꯌꯦꯚꯇꯥ ꯕꯣꯝꯕꯤꯡ ꯇꯧꯈꯤꯕꯥ ꯃꯇꯝꯗꯥ ꯊꯣꯛꯈꯤꯕꯥ ꯑꯦꯇꯦꯛ ꯑꯃꯗꯒꯤ ꯉꯥꯛꯊꯣꯛꯅꯕꯥ ꯀꯤꯌꯕ ꯃꯦꯇ꯭ꯔꯣꯗꯥ ꯉꯥꯛꯊꯣꯛꯈꯤꯕꯥ ꯑꯉꯥꯡ ꯑꯃꯕꯨ ꯌꯣꯛꯄꯤꯔꯤꯕꯥ ꯅꯨꯄꯤ ꯑꯃꯒꯤ ꯃꯁꯛ ꯊꯣꯛꯄꯥ ꯃꯑꯣꯡ ꯑꯃꯅꯤ꯫ ꯄꯥꯎꯃꯤ ꯑꯥꯟꯗ꯭ꯔꯥꯁ ꯐꯣꯜꯗꯁꯅꯥ ꯂꯧꯈꯤꯕꯥ ꯐꯣꯇꯣ ꯑꯗꯨ ꯏꯟꯇꯔꯅꯦꯠꯇꯥ ꯃꯤꯌꯥꯝꯅꯥ ꯄꯥꯝꯅꯕꯥ ꯑꯣꯏꯔꯦ꯫ ꯃꯁꯤ ꯍ꯭ꯌꯨꯃꯦꯅꯤꯇꯔꯤꯌꯥꯟ ꯀ꯭ꯔꯥꯏꯁꯤꯁ ꯑꯃꯁꯨꯡ ꯑꯔꯥꯟꯕꯥ ꯂꯥꯟ ꯑꯅꯤꯃꯛꯀꯤ ꯈꯨꯗꯝ ꯑꯃꯥ ꯑꯣꯏꯔꯦ꯫ ꯏꯃꯦꯖ ꯑꯁꯤꯅꯥ ꯏꯇꯥꯂꯤꯒꯤ ꯃꯨꯒꯅꯥꯅꯣ ꯗꯤ ꯅꯥꯄꯣꯂꯤꯗꯥ ꯂꯩꯕꯥ ꯀꯦꯊꯣꯂꯤꯛ ꯁꯤꯡꯂꯨꯞ ꯑꯃꯗꯥ ꯎꯠꯈꯤꯕꯥ ꯑꯥꯏꯀꯟ ꯑꯃꯒꯤ ꯏꯟꯁꯄꯤꯔꯦꯁꯟ ꯑꯣꯏꯈꯤ ꯃꯗꯨ ꯂꯥꯟꯊꯦꯡꯅꯈꯤꯕꯥ ꯑꯃꯁꯨꯡ ꯑꯥꯁꯥꯒꯤ ꯀꯂꯥꯒꯤ ꯃꯁꯛ ꯑꯃꯥ ꯑꯣꯏꯈꯤ꯫ ꯄꯨꯋꯥꯔꯤ ꯌꯨꯀ꯭ꯔꯦꯟꯗꯥ ꯔꯨꯁꯤꯌꯥꯒꯤ ꯂꯥꯟꯒꯤ ꯑꯍꯥꯟꯕꯥ ꯅꯨꯃꯤꯠꯁꯤꯡꯗꯥ ꯆꯍꯤ ꯀꯨꯟ ꯇꯔꯦꯠ ꯁꯨꯔꯕꯤ ꯇꯦꯇꯤꯌꯥꯅꯥ ꯕ꯭ꯂꯤꯖꯅꯤꯌꯥꯛꯅꯥ ꯃꯍꯥꯛꯀꯤ ꯊꯥ ꯑꯍꯨꯝꯒꯤ ꯃꯆꯥꯅꯨꯄꯤ ꯃꯔꯤꯆꯀꯥꯕꯨ ꯈꯣꯝꯂꯥꯡ ꯄꯤꯊꯛꯄꯒꯤ ꯃꯑꯣꯡ ꯃꯇꯧ ꯑꯗꯨꯅꯤ ꯃꯍꯥꯛꯅꯥ ꯕꯣꯝꯕꯤꯡ ꯇꯧꯕꯥ ꯃꯇꯝꯗꯥ ꯊꯣꯛꯈꯤꯕꯥ ꯑꯦꯇꯦꯛ ꯑꯗꯨꯗꯒꯤ ꯃꯁꯥꯕꯨ ꯉꯥꯛꯊꯣꯛꯅꯕꯥ ꯀꯤꯌꯦꯚ ꯁꯕꯋꯦꯒꯤ ꯇꯅꯦꯜꯁꯤꯡꯗꯥ ꯂꯥꯟꯗꯥꯈꯤ꯫ ꯔꯁꯤꯌꯥꯟ ꯐꯦꯗꯦꯔꯦꯁꯟꯒꯤ ꯑꯥꯔꯝ ꯐꯣꯔꯁꯁꯤꯡꯅꯥ ꯀꯤꯌꯦꯚ ꯁꯍꯔꯗꯥ ꯍꯨꯉ꯭ꯒꯥꯔꯩꯒꯤ ꯄꯥꯎꯃꯤ ꯑꯥꯟꯗ꯭ꯔꯥꯁ ꯐꯣꯜꯗꯁꯀꯤ ꯄꯨꯛꯅꯤꯡ ꯆꯤꯡꯁꯤꯟꯈꯤ ꯑꯃꯁꯨꯡ ꯃꯍꯥꯛꯅꯥ ꯃꯁꯥ ꯃꯊꯟꯇꯥ ꯐꯤꯂꯝ ꯇꯧꯈꯤ꯫ ꯅꯨꯄꯤ ꯑꯗꯨꯅꯥ ꯃꯍꯥꯛꯀꯤ ꯃꯄꯨꯔꯣꯏꯕꯥ ꯑꯃꯁꯨꯡ ꯃꯆꯥꯒꯥ ꯂꯣꯏꯅꯅꯥ ꯐꯦꯕ꯭ꯔꯨꯋꯥꯔꯤ ꯀꯨꯟ ꯃꯉꯥꯗꯒꯤ ꯁꯕꯋꯦꯗꯥ ꯊꯨꯡꯂꯈꯤ ꯃꯈꯣꯏꯕꯨ ꯐꯦꯕ꯭ꯔꯨꯋꯥꯔꯤ ꯀꯨꯟ ꯇꯔꯨꯛꯇꯥ ꯂꯧꯊꯣꯛꯛꯗꯧꯔꯤꯕꯅꯤ ꯍꯥꯏꯔꯕꯁꯨ ꯃꯈꯣꯏꯅꯥ ꯂꯥꯟꯊꯦꯡꯅꯔꯤꯕꯥ ꯇꯅꯦꯜ ꯑꯗꯨꯗꯒꯤ ꯊꯣꯔꯛꯄꯥ ꯉꯝꯈꯤꯗꯦ꯫ ꯐꯣꯇꯣ ꯑꯗꯨ ꯚꯥꯏꯔꯜ ꯑꯣꯏꯈꯤ ꯑꯃꯁꯨꯡ ꯚ꯭ꯌꯥꯇꯤꯀꯥꯟꯒꯤ ꯑꯣꯐꯤꯁꯤꯑꯦꯜ ꯋꯦꯕꯁꯥꯏꯠ ꯐꯥꯎꯕꯥ ꯁꯦꯌꯔ ꯇꯧꯈꯤ꯫ ꯃꯁꯤ ꯎꯈꯤꯕꯁꯤꯡꯒꯤ ꯃꯅꯨꯡꯗꯥ ꯗ꯭ꯅꯤꯄꯔꯣꯗꯒꯤ ꯌꯨꯀ꯭ꯔꯦꯟꯒꯤ ꯑꯥꯔꯇꯤꯁ꯭ꯠ ꯃꯔꯤꯅꯥ ꯁꯣꯂꯣꯃꯦꯅꯤꯀꯣꯚꯥꯁꯨ ꯌꯥꯎꯈꯤ꯫ ꯃꯍꯥꯛꯅꯥ ꯅꯨꯄꯤ ꯑꯃꯒꯤ ꯃꯃꯤꯡ ꯂꯩꯔꯕꯥ ꯏꯃꯦꯖ ꯑꯗꯨ ꯃꯍꯥꯛꯀꯤ ꯃꯆꯥꯅꯨꯄꯤꯕꯨ ꯌꯣꯛꯄꯤꯔꯤꯕꯥ ꯃꯦꯔꯤꯒꯤ ꯄꯣꯠꯊꯥꯐꯝ ꯑꯗꯨꯒꯤꯗꯃꯛ ꯏꯟꯁꯄꯤꯔꯦꯁꯟ ꯑꯣꯏꯅꯥ ꯁꯤꯖꯤꯟꯅꯈꯤ꯫ ꯄꯤꯛꯆꯔ ꯑꯁꯤꯗꯥ ꯌꯨꯀ꯭ꯔꯦꯟꯒꯤ ꯅꯨꯄꯤ ꯑꯃꯒꯤ ꯃꯀꯣꯛ ꯊꯣꯡꯕꯥ ꯄꯣꯠꯁꯛ ꯑꯗꯨ ꯃꯦꯔꯤꯒꯤ ꯚꯦꯂ꯭ꯌꯨ ꯑꯃꯥ ꯑꯣꯏꯅꯥ ꯁꯤꯖꯤꯟꯅꯔꯤ ꯑꯃꯁꯨꯡ ꯃꯍꯥꯛꯀꯤ ꯃꯀꯣꯛ ꯑꯗꯨ ꯁꯕꯋꯦ ꯃꯦꯞ ꯑꯃꯒꯤ ꯃꯃꯥꯡꯗꯥ ꯎꯠꯂꯤ꯫ ꯃꯥꯔꯆ ꯃꯉꯥ ꯂꯤꯁꯤꯡ ꯑꯅꯤ ꯀꯨꯟꯗꯥ ꯑꯥꯔꯇꯤꯁ꯭ꯠ ꯑꯗꯨꯅꯥ ꯃꯍꯥꯛꯅꯥ ꯁꯦꯝꯈꯤꯕꯥ ꯄꯣꯠꯊꯥꯐꯝ ꯑꯗꯨ ꯏꯟꯇꯔꯅꯦꯠꯇꯥ ꯊꯥꯈꯤ꯫ ꯖꯦꯁꯨꯏꯠ ꯄꯨꯔꯣꯍꯤꯠ ꯚ꯭ꯌꯥꯆꯦꯁ꯭ꯂꯥꯚ ꯑꯣꯀꯨꯅꯒꯤ ꯑꯄꯥꯝꯕꯒꯤ ꯃꯇꯨꯡ ꯏꯟꯅꯥ ꯃꯦꯇ꯭ꯔꯣꯗꯒꯤ ꯃꯦꯗꯣꯅꯥ ꯍꯥꯏꯕꯥ ꯐꯣꯇꯣꯒꯤ ꯀꯦꯟꯚꯥꯁ ꯀꯣꯄꯤ ꯑꯃꯥ ꯏꯇꯥꯂꯤꯗꯥ ꯊꯥꯔꯛꯈꯤ ꯃꯗꯨ ꯄꯨꯔꯣꯍꯤꯠ ꯑꯗꯨꯅꯥ ꯊꯧꯒꯜ ꯇꯧꯒꯗꯕꯥ ꯃꯐꯝ ꯑꯗꯨꯗꯥ ꯊꯝꯒꯅꯤ꯫ ꯁꯦꯡꯂꯕꯥ ꯅꯨꯃꯤꯠꯇꯥ ꯅꯦꯄꯂꯁꯀꯤ ꯑꯥꯔ꯭ꯛꯕꯤꯁꯣꯞꯅꯥ ꯄꯦꯟꯇꯤꯡ ꯑꯁꯤꯕꯨ ꯂꯥꯏꯅꯤꯡ ꯂꯝꯕꯤ ꯑꯃꯥ ꯑꯣꯏꯅꯥ ꯀꯠꯊꯣꯛꯈꯤ꯫ ꯑꯥꯏꯀꯟ ꯑꯁꯤ ꯃꯨꯅꯤꯌꯥꯅꯣ ꯗꯤ ꯅꯥꯄꯣꯂꯤꯒꯤ ꯀꯝꯃ꯭ꯌꯨꯅꯗꯥ ꯂꯩꯕꯥ ꯀꯤꯌꯦꯚꯀꯤ ꯃꯗꯣꯅꯥ ꯍꯥꯏꯅꯥ ꯀꯧꯕꯥ ꯆ꯭ꯔꯆ ꯑꯣꯐ ꯁꯦꯀ꯭ꯔꯦꯗ ꯍꯥꯔꯠ ꯑꯣꯐ ꯌꯤꯁꯨꯗꯥ ꯌꯦꯟꯊꯣꯛꯈꯤ꯫ ꯑꯥꯏꯀꯟ ꯑꯁꯤ ꯄꯣꯞ ꯐ꯭ꯔꯥꯟꯁꯤꯁꯅꯥ ꯃꯥꯔꯆ ꯀꯨꯟ ꯃꯉꯥ ꯗꯥ ꯀꯠꯊꯣꯛꯈꯤ꯫ ꯇꯦꯇꯌꯥꯅꯥ ꯕ꯭ꯂꯤꯖꯅꯤꯌꯥꯛꯅꯥ ꯃꯇꯨꯡꯗꯥ ꯂꯚꯤꯚꯗꯥ ꯊꯨꯡꯂꯈꯤ꯫ ꯃꯔꯨꯑꯣꯏꯕ ꯏꯃꯦꯖ ꯑꯁꯤ ꯍ꯭ꯌꯨꯃꯦꯅꯤꯇꯔꯤꯌꯥꯟ ꯀ꯭ꯔꯥꯏꯁꯤꯁ ꯑꯃꯁꯨꯡ ꯑꯔꯥꯟꯕꯥ ꯂꯥꯟꯒꯤ ꯈꯨꯗꯝ ꯑꯃꯥ ꯑꯣꯏꯔꯦ ꯑꯃꯁꯨꯡ ꯌꯨꯀ꯭ꯔꯦꯟꯒꯤ ꯃꯤꯌꯥꯝꯒꯤ ꯑꯥꯁꯥ ꯑꯃꯁꯨꯡ ꯅꯤꯡꯊꯤꯅꯥ ꯂꯥꯟꯊꯦꯡꯅꯕꯒꯤ ꯃꯁꯛ ꯑꯃꯥ ꯑꯣꯏꯔꯦ꯫ ꯃꯁꯥ ꯃꯊꯟꯇꯥ ꯑꯆꯧꯕꯥ ꯍꯦꯔꯣꯗꯀꯤ ꯈꯨꯗꯣꯡꯊꯤꯕꯥ ꯑꯗꯨꯗꯒꯤ ꯂꯥꯞꯊꯣꯀꯈꯤꯕꯥ ꯅꯥꯖꯔꯦꯠꯀꯤ ꯌꯤꯁꯨꯒꯤ ꯃꯃꯥ ꯑꯣꯏꯅꯥ ꯂꯧꯈꯤꯕꯥ ꯐꯣꯇꯣ ꯑꯗꯨ ꯉꯁꯤꯗꯤ ꯂꯥꯟꯒꯤ ꯍꯤꯡꯁꯥꯗꯒꯤ ꯂꯥꯞꯊꯣꯛꯅꯥ ꯂꯩꯕꯥ ꯑꯃꯁꯨꯡ ꯃꯍꯥꯛꯀꯤ ꯃꯇꯨꯡ ꯏꯟꯅꯥ ꯃꯍꯥꯛꯀꯤ ꯑꯉꯥꯡ ꯑꯗꯨꯕꯨ ꯌꯣꯛꯄꯤꯔꯤꯕꯥ ꯃꯣꯗꯔꯟ ꯃꯦꯔꯤꯒꯤ ꯃꯁꯛ ꯑꯃꯥ ꯑꯣꯏꯅꯥ ꯂꯧꯅꯔꯤ꯫ ꯀꯤꯌꯦꯚ ꯚꯔꯖꯤꯟ ꯑꯁꯤ ꯌꯨꯀ꯭ꯔꯦꯟꯒꯤ ꯄꯨꯋꯥꯔꯤ ꯑꯃꯁꯨꯡ ꯖꯥꯇꯤꯒꯤ ꯃꯁꯛ ꯇꯥꯛꯄꯗꯥ ꯂꯧꯔꯤꯕꯥ ꯊꯧꯗꯥꯡꯒꯤꯗꯃꯛꯇꯁꯨ ꯊꯣꯏꯗꯣꯛ ꯍꯦꯟꯗꯣꯛꯄꯥ ꯑꯃꯅꯤ꯫ ꯁꯣꯚꯤꯌꯦꯠ ꯃꯇꯝꯗꯥ ꯑꯥꯏꯀꯟ ꯑꯁꯤ ꯌꯨꯀ꯭ꯔꯦꯟꯒꯤ ꯅꯦꯁꯅꯦꯂꯤꯖꯝ ꯑꯃꯁꯨꯡ ꯁꯣꯚꯤꯌꯦꯠ ꯗꯣꯃꯤꯅꯦꯁꯟꯒꯤ ꯃꯥꯌꯣꯛꯇꯥ ꯂꯥꯟꯊꯦꯡꯅꯕꯒꯤ ꯃꯁꯛ ꯑꯃꯥ ꯑꯣꯏꯅꯥ ꯁꯤꯖꯤꯟꯅꯔꯝꯃꯤ꯫ ꯉꯁꯤꯗꯤ ꯃꯁꯤ ꯀꯂꯆꯔꯦꯜ ꯇ꯭ꯔꯦꯖꯔ ꯑꯃꯅꯤ ꯑꯃꯁꯨꯡ ꯌꯨꯀ꯭ꯔꯦꯟꯒꯤ ꯃꯁꯛ ꯑꯃꯁꯨꯡ ꯍꯦꯔꯤꯇꯦꯖꯒꯤ ꯃꯁꯛ ꯑꯃꯥ ꯑꯣꯏꯅꯥ ꯂꯧꯅꯔꯤ꯫